ꯄꯥꯔꯁꯣꯅꯦꯜꯁꯤꯡꯗ ꯑꯦꯇꯦꯛ ꯇꯧꯔꯦ꯫ ꯃꯗꯨꯅ ꯃꯔꯝ ꯑꯣꯏꯔꯒ ꯍꯟꯗꯛꯇ ꯐꯝꯈꯤꯕ ꯁ꯭ꯇꯦꯠ ꯀꯦꯕꯤꯅꯦꯠꯀꯤ ꯃꯤꯐꯝꯗ ꯁꯁ꯭ꯄꯦꯟꯁꯟ ꯑꯣꯐ ꯑꯣꯄꯔꯦꯁꯟ ꯇꯧꯅꯕꯗ ꯌꯥꯎꯕ ꯀꯨꯀꯤ ꯅꯦꯁꯅꯦꯜ ꯑꯥꯔꯃꯤ ꯑꯃꯁꯨꯡ ꯖꯣꯃꯤ ꯔꯤꯚꯣꯂꯨꯁꯟꯅꯦꯔꯤ ꯑꯥꯔꯃꯤ ꯂꯧꯊꯣꯛꯈ꯭ꯔꯦ꯫ ꯁꯁ꯭ꯄꯦꯟꯁꯟ ꯑꯣꯐ ꯑꯣꯄꯔꯦꯁꯟ ꯇꯣꯛꯂꯦ ꯍꯥꯏꯅ ꯃꯅꯤꯄꯨꯔ ꯂꯩꯉꯥꯛꯅ ꯋꯥꯔꯦꯞ ꯂꯧꯈ꯭ꯔꯕ ꯇꯨꯡꯗ ꯇꯁꯦꯡꯅꯃꯛ ꯈꯨꯠꯂꯥꯏ ꯄꯥꯏꯕ ꯃꯤꯂꯤꯇꯦꯟꯠꯇ ꯒ꯭ꯔꯨꯞ ꯑꯅꯤ ꯑꯁꯤꯒ ꯂꯩꯉꯥꯛꯀꯤ ꯐꯣꯔꯁꯁꯤꯡꯒ ꯑꯃꯨꯛ ꯍꯟꯅ ꯎꯪꯈꯠꯅꯕꯒꯤ ꯊꯧꯗꯣꯛ ꯊꯣꯔꯛꯂꯒꯗ꯭ꯔ ꯍꯥꯏꯅ ꯍꯪꯅꯈꯤꯕ ꯋꯥꯍꯪ ꯑꯗꯨꯒꯤ ꯄꯥꯎꯈꯨꯝꯗꯤ ꯍꯧꯖꯤꯛꯁꯨ ꯀꯅꯥ ꯑꯃꯠꯇꯅ ꯈꯨꯝꯕ ꯉꯝꯗ꯭ꯔꯤ꯫ ꯃꯔꯝꯗꯤ ꯁꯁ꯭ꯄꯦꯟꯁꯟ ꯑꯣꯐ ꯑꯣꯄꯔꯦꯁꯟ ꯍꯥꯏꯕꯁꯤ ꯇ꯭ꯔꯥꯏꯄꯇꯥꯏꯠ ꯇꯣꯛ ꯍꯥꯏꯕꯗꯤ ꯁꯦꯟꯇ꯭ꯔꯦꯜ ꯒꯚꯔꯟꯃꯦꯟꯇ, ꯃꯅꯤꯄꯨꯔ ꯂꯩꯉꯥꯛ ꯑꯃꯁꯨꯡ ꯂꯥꯜꯍꯧꯂꯨꯞꯁꯤꯡꯒꯤ ꯑꯣꯏꯕ ꯌꯥꯅꯕ ꯑꯃꯒꯤ ꯃꯈꯥꯗ ꯇꯧꯅꯈꯤꯕꯅꯤ꯫ꯁꯁ꯭ꯄꯦꯟꯁꯟ ꯑꯣꯐ ꯑꯣꯄꯔꯦꯁꯟꯒꯤ ꯌꯥꯅꯆꯦ ꯑꯁꯤ ꯃꯥꯏꯀꯩ ꯑꯍꯨꯝꯒꯤ ꯑꯣꯏꯕꯅ ꯂꯥꯜꯍꯧꯂꯨꯞꯁꯤꯡ ꯑꯁꯤꯅ ꯃꯈꯣꯏ ꯁꯁ꯭ꯄꯦꯟꯁꯟ ꯑꯣꯐ ꯑꯣꯄꯔꯦꯁꯟꯗꯒꯤ ꯍꯟꯗꯣꯛꯆꯔꯦ ꯍꯥꯏꯔꯒꯁꯨ ꯑꯗꯨꯝ ꯑꯀꯥꯏꯕ ꯂꯩꯇꯦ꯫ ꯁꯦꯟꯇ꯭ꯔꯦꯜ ꯒꯚꯔꯟꯃꯦꯟꯠꯁꯨ ꯁꯁ꯭ꯄꯦꯟꯁꯟ ꯑꯣꯐ ꯑꯣꯄꯔꯦꯁꯟꯗꯒꯤ ꯍꯟꯗꯣꯛꯈꯤꯕ ꯌꯥꯏ꯫ ꯍꯥꯟꯅ ꯌꯥꯟꯅꯔꯝꯕꯗꯨ ꯌꯥꯟꯅꯗ꯭ꯔꯦ ꯑꯗꯨꯝ ꯂꯣꯏꯅꯔꯦ꯫ ꯑꯗꯨꯕꯨ ꯂꯨꯔꯤꯕ ꯋꯥꯐꯝ ꯑꯃꯗꯤ ꯄꯥꯎꯆꯦ ꯈꯔꯗ ꯍꯣꯝ ꯃꯤꯅꯤꯁꯇ꯭ꯔꯤꯒꯤ ꯁꯣꯔꯁ ꯃꯇꯨꯡ ꯏꯟꯅ ꯁꯁ꯭ꯄꯦꯟꯁꯟ ꯑꯣꯐ ꯑꯣꯄꯔꯦꯁꯟ ꯇꯣꯛꯄꯒꯤ ꯋꯥꯐꯝ ꯑꯁꯤ ꯌꯥꯔꯛꯇ꯭ꯔꯦ ꯍꯥꯏꯅ ꯐꯣꯡꯗꯣꯛꯅꯕ ꯌꯥꯎꯔꯛꯏ꯫ ꯊꯥꯡꯉꯩꯁꯦꯡꯅꯃꯛꯀꯤꯗꯤ ꯍꯣꯝ ꯃꯤꯅꯤꯁꯇꯔꯒꯤ ꯃꯈꯥꯗ ꯂꯥꯜꯍꯧꯂꯨꯞꯁꯤꯡ ꯑꯁꯤ ꯋꯥꯔꯤ ꯁꯥꯅꯅꯕ ꯌꯥꯅꯕꯒꯤꯗꯃ ꯁꯁ꯭ꯄꯦꯟꯁꯟ ꯑꯣꯐ ꯑꯣꯄꯔꯦꯁꯟ ꯇꯧꯅꯈꯤꯕꯅꯤ꯫ꯃꯗꯨꯗ ꯃꯅꯤꯄꯨꯔ ꯒꯚꯔꯟꯃꯦꯟꯠꯁꯨ ꯁꯔꯨꯛ ꯑꯃ ꯑꯣꯏꯅ ꯌꯥꯎꯍꯟꯈꯤꯕꯅꯤ꯫ ꯊꯧꯕꯨ ꯑꯣꯏꯒꯗꯕ ꯃꯅꯤꯄꯨꯔ ꯂꯩꯉꯥꯛꯅ ꯃꯇꯥꯏꯗ ꯂꯩꯍꯧꯔꯒ ꯃꯤꯅꯤꯁꯇ꯭ꯔꯤ ꯑꯣꯐ ꯑꯣꯝ ꯑꯦꯐꯤꯌꯥꯔꯁꯅ ꯃꯄꯨꯡ ꯑꯣꯏꯕ ꯊꯧꯗꯥꯡ ꯂꯧꯔꯒ ꯁꯁ꯭ꯄꯦꯟꯁꯟ ꯑꯣꯐ ꯑꯣꯄꯔꯦꯁꯟꯇꯧꯅꯈꯤꯕꯅꯤꯅ ꯃꯅꯤꯄꯨꯔ ꯂꯩꯉꯥꯛꯀꯤ ꯀꯦꯕꯤꯅꯦꯠꯅ ꯋꯥꯔꯦꯞ ꯑꯃ ꯂꯧꯔꯒ ꯁꯁ꯭ꯄꯦꯟꯁꯟ ꯑꯣꯐ ꯑꯣꯄꯔꯦꯁꯟ ꯍꯟꯗꯣꯛꯂꯦ ꯍꯥꯏꯕꯁꯤ ꯍꯦꯛꯇꯃꯛ ꯆꯠꯅꯕ ꯌꯥꯒꯅꯤ ꯍꯥꯏꯕꯒꯤ ꯊꯥꯖꯕ ꯂꯩꯇꯦ꯫ ꯂꯣ ꯑꯦꯟꯗ ꯑꯣꯔꯗꯔ ꯍꯥꯏꯕꯁꯤ ꯏꯟꯗꯤꯌꯥꯟ ꯁꯪꯕꯤꯙꯥꯟꯒꯤ ꯃꯇꯨꯡ ꯏꯟꯅ ꯁ꯭ꯇꯦꯠ ꯒꯚꯔꯟꯃꯦꯟꯠꯇ ꯂꯩ꯫ꯁ꯭ꯇꯦꯠ ꯒꯚꯔꯟꯃꯦꯟꯠꯅ ꯂꯣ ꯑꯦꯟꯗ ꯑꯣꯔꯗꯔꯒ ꯃꯔꯤ ꯂꯩꯅꯕ ꯊꯕꯛ ꯊꯧꯔꯝꯁꯤꯡ ꯄꯥꯏꯈꯠꯂꯛꯄꯗ ꯁꯦꯟꯇꯔꯒꯤ ꯃꯇꯦꯡꯂꯧꯕ ꯊꯣꯏꯅ ꯀꯥꯏꯗꯦ꯫ ꯑꯗꯨꯕꯨ ꯁ꯭ꯇꯦꯠꯀꯤ ꯁꯕꯖꯦꯛ ꯑꯣꯏꯕꯅꯤꯅ ꯃꯅꯤꯄꯨꯔ ꯂꯩꯉꯥꯛꯅ ꯁꯁ꯭ꯄꯦꯟꯁꯟ ꯑꯣꯐ ꯑꯣꯄꯔꯦꯁꯟ ꯍꯟꯗꯣꯛꯂꯅꯤ ꯅꯠꯇ꯭ꯔꯒ ꯂꯥꯜꯍꯧꯂꯨꯞ ꯑꯅꯤ ꯍꯥꯏꯕꯗꯤ ꯀꯨꯀꯤ ꯅꯦꯁꯅꯦꯜ ꯑꯥꯔꯃꯤ ꯑꯃꯁꯨꯡ ꯖꯣꯃꯤ ꯔꯤꯚꯣꯂꯨꯁꯟꯅꯦꯔꯤ ꯑꯥꯔꯃꯤꯒ ꯁꯁ꯭ꯄꯦꯟꯁꯟ ꯑꯣꯐ ꯑꯣꯄꯔꯦꯁꯟ ꯇꯧꯅꯔꯔꯣꯏ ꯍꯥꯏꯅ ꯋꯥꯔꯦꯞ ꯂꯧꯔꯛꯄꯒ ꯏꯟꯗꯤꯌꯥ ꯒꯚꯔꯟꯃꯦꯟꯠꯅ ꯀꯔꯤꯁꯨ ꯇꯧꯕ ꯉꯝꯗꯦ꯫ꯍꯧꯖꯤꯛ ꯑꯩꯈꯣꯏꯒꯤ ꯃꯥꯡꯗ ꯇꯥꯔꯤꯕ ꯋꯥꯐꯝꯗꯤ ꯃꯅꯤꯄꯨꯔꯒꯤ ꯂꯩꯉꯥꯛ ꯑꯁꯤ ꯁꯦꯟꯇꯔꯗ ꯚꯥꯔꯠꯇꯤꯌꯥ ꯖꯟꯅꯅꯦꯟꯇꯥ ꯄꯥꯔꯇꯤꯒꯤ ꯂꯩꯉꯥꯛ ꯑꯣꯏꯕꯅꯤꯅ ꯀꯔꯤꯒꯨꯝꯕ ꯑꯔꯨꯕ ꯏꯁꯨꯗꯗꯤ ꯄꯨꯟꯅ ꯋꯥꯔꯦꯞ ꯂꯧꯃꯤꯟꯅꯕꯒꯤ ꯇꯉꯥꯏꯐꯗꯕ ꯂꯩ꯫ ꯄꯥꯎꯆꯦꯁꯤꯡꯅ ꯁꯁ꯭ꯄꯦꯟꯁꯟ ꯑꯣꯐ ꯑꯣꯄꯔꯦꯁꯟ ꯇꯣꯛꯄ ꯍꯣꯝ ꯃꯅꯤꯁꯇ꯭ꯔꯤꯅ ꯌꯥꯅꯤꯡꯗꯕꯒꯤ ꯃꯑꯣꯡꯗ ꯄꯥꯎ ꯏꯅꯔꯛꯂꯤꯕ ꯑꯁꯤꯅ ꯑꯆꯨꯝꯕ ꯑꯣꯏꯕ ꯇꯥꯔꯕꯗꯤ ꯃꯅꯤꯄꯨꯔ ꯂꯩꯉꯥꯛꯀꯤ ꯀꯦꯕꯤꯅꯦꯠꯀꯤ ꯋꯥꯔꯦꯞ ꯑꯗꯨ ꯍꯣꯝ ꯃꯤꯅꯤꯁꯇ꯭ꯔꯤꯗ ꯍꯥꯟꯅ ꯃꯥꯡꯖꯧꯅꯅ ꯄꯨꯈꯠꯍꯧꯗꯦ ꯍꯥꯏꯕ ꯇꯥꯛꯄꯅꯤ꯫ ꯒꯚꯔꯃꯦꯟꯠ ꯑꯁꯤ ꯃꯁꯥꯒꯤ ꯃꯔꯣꯝꯗꯣꯝ ꯋꯥꯔꯦꯞ ꯂꯧꯖꯕ ꯑꯃꯁꯨꯡ ꯋꯥꯔꯦꯞ ꯑꯗꯨ ꯆꯠꯅꯍꯟꯕ ꯉꯝꯕꯒꯤ ꯍꯛꯇꯤ ꯂꯩꯇꯕ ꯅꯠꯇꯦ꯫ ꯃꯇꯥꯡ ꯑꯁꯤꯗ ꯄꯟꯖꯅꯤꯡꯕ ꯋꯥꯐꯝꯗꯤ ꯀꯨꯀꯤ ꯃꯤꯂꯤꯇꯦꯟꯠꯇ ꯒ꯭ꯔꯨꯞ ꯑꯅꯤ ꯑꯁꯤ ꯁꯁ꯭ꯄꯦꯟꯁꯟ ꯑꯣꯐ ꯑꯣꯄꯔꯦꯁꯟꯗ ꯌꯥꯎꯗ꯭ꯔꯦ ꯍꯥꯏꯅ ꯂꯧꯕ ꯌꯥꯔꯕ꯭ꯔꯥ ꯅꯠꯇ꯭ꯔꯒ ꯁꯦꯟꯇꯔꯒꯤ ꯌꯥꯀꯥ ꯌꯦꯡꯈꯤꯒꯅꯤ ꯍꯥꯏꯒꯗꯧꯔꯤꯕ꯭ꯔꯥ ꯃꯤꯌꯥꯃꯗ ꯁꯦꯡꯗꯣꯛꯐꯝ ꯊꯣꯛꯏ ꯍꯥꯏꯖꯅꯤꯡꯉꯤ꯫